ꯑꯣꯟꯂꯥꯏꯟ ꯕꯦꯉꯡꯀꯤꯡꯒ ꯃꯔꯤ ꯂꯩꯅꯕ ꯔꯤꯁ꯭ꯛ ꯑꯍꯨꯝ ꯄꯅꯕꯤꯌꯨ꯫ ꯁꯥꯏꯕꯔꯁꯦꯛꯌꯨꯔꯤꯇꯤꯒꯤ ꯔꯤꯁ꯭ꯀꯁꯤꯡ- ꯑꯣꯟꯂꯥꯏꯟ ꯕꯦꯉ꯭ꯀꯤꯡꯗ ꯏꯟꯇꯔꯅꯦꯠ ꯑꯃꯁꯨꯡ ꯇꯣꯉꯥꯟ-ꯇꯣꯉꯥꯟꯕ ꯗꯤꯖꯤꯇꯦꯜ ꯀꯝꯃꯨꯅꯤꯀꯦꯁꯟ ꯆꯦꯅꯦꯜꯁꯤꯡ ꯁꯤꯖꯤꯟꯅꯕꯅ ꯄ꯭ꯂꯦꯠꯐꯣꯔꯝ ꯑꯁꯤꯕꯨ ꯍꯦꯛꯀꯤꯡ, ꯐꯤꯁꯤꯡ, ꯑꯃꯁꯨꯡ ꯃꯥꯜꯋ꯭ꯌꯥꯔ ꯏꯟꯐꯦꯛꯁꯟꯒꯨꯝꯕ ꯁꯥꯏꯕꯔꯑꯦꯇꯦꯛꯁꯤꯡꯒꯤ ꯈꯨꯗꯣꯡꯊꯤꯕ ꯊꯣꯛꯍꯜꯂꯤ꯫ ꯄ꯭ꯔꯁꯣꯅꯦꯜ ꯑꯃꯁꯨꯡ ꯐꯥꯏꯅꯥꯟꯁꯤꯑꯦꯜ ꯗꯦꯇꯥ ꯍꯨꯔꯥꯟꯕ ꯌꯥꯏ, ꯃꯗꯨꯅ ꯃꯔꯝ ꯑꯣꯏꯗꯨꯅ ꯑꯥꯏꯗꯦꯟꯇꯤꯇꯤ ꯍꯨꯔꯥꯟꯕ ꯑꯃꯁꯨꯡ ꯁꯦꯜ-ꯊꯨꯃꯒꯤ ꯑꯃꯥꯡ-ꯑꯇꯥ ꯊꯣꯛꯍꯜꯂꯤ꯫ ꯇꯦꯛꯅꯤꯀꯦꯜꯒꯤ ꯑꯣꯏꯕ ꯑꯁꯣꯢꯕ ꯑꯃꯁꯨꯡ ꯒ꯭ꯂꯤꯆꯁꯤꯡ ꯌꯥꯝꯅ ꯊꯨꯅ ꯊꯣꯛꯄ ꯃꯇꯝꯗ, ꯇꯦꯛꯅꯤꯀꯦꯜꯒꯤ ꯑꯣꯏꯕ ꯑꯁꯣꯢꯕ ꯅꯠꯇ꯭ꯔꯒ ꯁꯣꯐꯋ꯭ꯌꯥꯔꯒꯤ ꯑꯁꯣꯏꯕ ꯊꯣꯛꯄ ꯌꯥꯏ, ꯃꯗꯨꯅ ꯑꯦꯀꯥꯎꯟꯇ ꯑꯦꯛꯁꯦꯁ ꯇꯧꯕꯗ ꯑꯀꯥꯢꯕ ꯄꯤꯕ, ꯇ꯭ꯔꯥꯟꯖꯦꯛꯁꯟꯁꯤꯡ ꯊꯦꯡꯊꯥꯍꯟꯕ ꯅꯠꯇ꯭ꯔꯒ ꯑꯦꯀꯥꯎꯟꯇ ꯕꯦꯂꯦꯟꯁꯇꯥ ꯑꯁꯣꯢꯕ ꯊꯣꯛꯍꯟꯕ ꯌꯥꯏ꯫ ꯍꯥꯌꯔꯤꯕ ꯑꯁꯣꯏꯕꯁꯤꯡ ꯑꯁꯤꯅ ꯁꯦꯜ-ꯊꯨꯝꯒꯤ ꯑꯃꯥꯡ-ꯑꯇꯥ ꯊꯣꯛꯍꯟꯕ ꯌꯥꯏ ꯑꯃꯁꯨꯡ ꯋꯥꯐꯝꯁꯤꯡ ꯑꯁꯤ ꯀꯣꯛꯍꯟꯅꯕ ꯃꯦꯅꯨꯑꯦꯜ ꯏꯟꯇ꯭ꯔꯚꯦꯟꯁꯟꯒꯤ ꯃꯊꯧ ꯇꯥꯕ ꯊꯣꯛꯍꯜꯂꯛꯄ ꯌꯥꯏ꯫ ꯗꯦꯇꯥ ꯕ꯭ꯔꯤꯆ ꯇꯧꯕ ꯑꯣꯟꯂꯥꯏꯟ ꯕꯦꯡꯀꯤꯡ ꯏꯟꯁꯇꯤꯇ꯭ꯌꯨꯁꯟꯁꯤꯡꯅ ꯁꯦꯟꯁꯤꯇꯤꯚ ꯑꯣꯏꯕ ꯄꯔꯁꯣꯅꯦꯜ ꯑꯃꯁꯨꯡ ꯐꯥꯏꯅꯥꯟꯁꯤꯑꯦꯜ ꯏꯟꯐꯣꯔꯃꯦꯁꯟ ꯀꯌꯥ ꯑꯃ ꯁ꯭ꯇꯣꯔ ꯇꯧꯏ꯫ ꯃꯗꯨꯅ ꯃꯈꯣꯢꯕꯨ ꯗꯦꯇꯥ ꯕ꯭ꯔꯤꯆ ꯇꯧꯕꯒꯤ ꯄ꯭ꯔꯥꯏꯝ ꯇꯥꯔꯒꯦꯠ ꯑꯣꯏꯍꯜꯂꯤ꯫ ꯀꯔꯤꯒꯨꯝꯕ ꯏꯟꯐꯣꯔꯃꯦꯁꯟ ꯑꯁꯤ ꯃꯑꯣꯡ ꯆꯨꯝꯅ ꯉꯥꯛꯊꯣꯛꯄ ꯑꯃꯁꯨꯡ ꯑꯦꯟꯀ꯭ꯔꯤꯞꯇ ꯇꯧꯗꯕ ꯇꯥꯔꯕꯗꯤ, ꯃꯗꯨ ꯑꯔꯥꯟꯕ ꯈꯨꯠꯇ ꯁꯣꯛꯄ ꯌꯥꯏ, ꯃꯗꯨꯅ ꯃꯔꯝ ꯑꯣꯏꯗꯨꯅ ꯑꯥꯏꯗꯦꯟꯇꯤꯇꯤ ꯍꯨꯔꯥꯟꯕ, ꯁꯦꯜ-ꯊꯨꯝꯒꯤ ꯐꯤꯚꯝꯗ ꯁꯣꯛꯍꯟꯕ ꯌꯥꯏ꯫ ꯇꯦꯛꯅꯣꯂꯣꯖꯤꯅ ꯇꯝꯕꯗ ꯄꯤꯔꯤꯕ ꯏꯐꯦꯛꯀꯤ ꯃꯇꯥꯡꯗ ꯋꯥꯍꯩ ꯑꯃ ꯏꯕꯤꯌꯨ꯫ ꯇꯦꯛꯅꯣꯂꯣꯖꯤꯅ ꯑꯆꯧꯕ ꯏꯟꯐꯣꯔꯃꯦꯁꯟꯒꯤ ꯈꯨꯗꯣꯡꯆꯥꯕ ꯄꯤꯗꯨꯅ ꯑꯃꯁꯨꯡ ꯑꯅꯧꯕ ꯃꯑꯣꯡꯒꯤ ꯏꯟꯇ꯭ꯔꯦꯛꯇꯤꯞ ꯑꯃꯁꯨꯡ ꯄꯔꯁꯣꯅꯦꯂꯥꯏꯖ ꯑꯦꯗꯨꯀꯦꯁꯟꯒꯤ ꯈꯨꯗꯣꯡꯆꯥꯕ ꯄꯤꯗꯨꯅ ꯑꯩꯈꯣꯢꯅ ꯇꯝꯕꯒꯤ ꯃꯑꯣꯡ ꯃꯇꯧꯗ ꯑꯍꯣꯡꯕ ꯑꯃ ꯄꯨꯔꯛꯂꯦ꯫ ꯑꯔꯇꯤꯐꯤꯁꯦꯜ ꯑꯟꯇꯤꯂꯤꯖꯦꯟꯇ ꯑꯣꯏꯅ ꯑꯩꯍꯥꯛꯅ ꯑꯗꯣꯝꯒꯤ ꯃꯥꯢꯀꯩꯗꯒꯤ ꯕꯦꯠ ꯇꯧꯕꯒꯤ ꯊꯧꯅ ꯂꯩꯇꯦ꯫ ꯑꯗꯨꯝ ꯑꯣꯏꯅꯃꯛ, ꯑꯩꯅ ꯅꯍꯥꯛꯄꯨ ꯀꯦꯟꯇꯨꯀꯤ ꯗꯔꯕꯤꯗ ꯅꯍꯥꯛꯀꯤ ꯕꯦꯠ ꯊꯝꯅꯕ ꯁꯤꯖꯤꯟꯅꯕ ꯌꯥꯕ ꯃꯃꯤꯡ ꯂꯩꯔꯕ ꯑꯃꯁꯨꯡ ꯑꯥꯏꯟꯒꯤ ꯑꯣꯏꯕ ꯑꯣꯟꯂꯥꯏꯟ ꯕꯦꯇꯤꯡ ꯄ꯭ꯂꯦꯠꯐꯣꯔꯝ ꯑꯃ ꯊꯤꯕꯗ ꯃꯇꯦꯡ ꯄꯥꯡꯕ ꯉꯝꯒꯅꯤ꯫ ꯍꯣꯔꯁ ꯔꯦꯁ ꯕꯦꯇꯤꯡ ꯑꯁꯤ ꯑꯌꯥꯝꯕꯅ ꯔꯤꯖꯅꯦꯜ ꯂꯣꯁꯤꯡꯒꯤ ꯃꯈꯥꯗ ꯂꯩ ꯍꯥꯢꯕꯁꯤ ꯅꯤꯡꯁꯤꯡꯕꯤꯌꯨ ꯃꯔꯝ ꯑꯗꯨꯅ ꯅꯍꯥꯛꯀꯤ ꯑꯦꯔꯤꯌꯥꯗ ꯑꯥꯏꯟꯒꯤ ꯑꯣꯏꯕ ꯃꯑꯣꯡꯗ ꯁꯣꯢꯗꯅ ꯂꯩꯍꯟꯅꯕ ꯂꯣꯀꯦꯜ ꯂꯦꯖꯤꯁ꯭ꯂꯦꯁꯟ ꯑꯗꯨ ꯁꯣꯢꯗꯅ ꯆꯦꯛ ꯇꯧꯕꯤꯌꯨ꯫ ꯃꯈꯥꯗ ꯄꯤꯔꯤꯕ ꯃꯁꯤꯡꯒꯤ ꯁꯦꯠ ꯑꯁꯤ ꯑꯦꯟꯅꯂꯥꯏꯖ ꯇꯧ꯫ ꯄꯤꯔꯤꯕ ꯃꯁꯤꯡꯒꯤ ꯁꯦꯠ ꯑꯁꯤ ꯑꯜꯇ꯭ꯔꯅꯦꯇꯤꯕ ꯑꯣꯔꯗꯔ ꯑꯃꯗ ꯊꯪꯅ-ꯊꯪꯅꯅ ꯑꯣꯗ ꯑꯃꯁꯨꯡ ꯏꯚꯦꯟꯇ ꯅꯝꯕꯔ ꯃꯉꯥꯒꯤ ꯈꯣꯝꯖꯤꯅꯕ ꯑꯃꯅꯤ꯫ ꯃꯔꯨꯑꯣꯏꯅ, ꯃꯁꯤ ꯏꯚꯦꯟꯇ ꯅꯝꯕꯔ ꯑꯃꯗꯒꯤ ꯍꯧꯏ, ꯃꯗꯨꯒꯤ ꯃꯇꯨꯡꯗ ꯏꯚꯦꯟꯇ ꯑꯃꯅ ꯂꯥꯀꯏ ꯑꯃꯁꯨꯡ ꯑꯜꯇ꯭ꯔꯅꯦꯇꯤꯕ ꯑꯣꯔꯗꯔꯗ ꯃꯈꯥ ꯆꯠꯊꯔꯤ꯫ ꯑꯣꯟꯇ꯭ꯔꯄ꯭ꯔꯤꯅꯔꯁꯤꯞ ꯍꯥꯢꯕꯁꯤ ꯂꯦꯞꯄ ꯂꯩꯇꯅ ꯍꯣꯠꯅꯕ, ꯂꯦꯞꯄ ꯂꯩꯇꯅ ꯑꯅꯧꯕ ꯄꯨꯊꯣꯛꯄ, ꯑꯃꯁꯨꯡ ꯍꯩ ꯁꯤꯡꯕ ꯇꯧꯔꯕ ꯔꯤꯁ꯭ꯛ ꯂꯧꯕꯒꯤ ꯈꯨꯠꯊꯥꯡꯗ ꯊꯧꯅ ꯂꯩꯕ ꯃꯤꯠꯌꯦꯡ ꯑꯃ ꯔꯤꯑꯦꯂꯤꯇꯤꯗ ꯑꯣꯟꯊꯣꯛꯄꯒꯤ ꯊꯧꯑꯣꯡꯅꯤ꯫